ꯆꯥꯛꯍꯥꯎ ꯆꯦꯡꯒꯤ ꯏꯍꯧ ꯁꯥꯒꯠꯄ ꯈꯨꯡꯒꯪꯒꯤ ꯁꯦꯟꯃꯤꯠꯂꯣꯟ ꯃꯌꯣꯜ ꯆꯣꯡꯍꯟꯅꯕ ꯊꯧꯁꯤꯜ ꯁꯦꯝꯒꯠꯄ ꯆꯨꯝꯃꯤ ꯂꯥꯏꯑꯣꯏꯈ꯭ꯔꯕ ꯑꯍꯜ ꯑꯃꯅ ꯆꯥꯛꯍꯥꯎꯒꯤ ꯄꯨꯋꯥꯔꯤꯒꯤ ꯑꯣꯏꯕ ꯋꯥꯔꯤ ꯑꯃꯈꯛ ꯂꯤꯕꯤꯔꯝꯃꯤ꯫ ꯋꯥꯔꯤ ꯑꯗꯨꯗ ꯆꯥꯛꯍꯥꯎ ꯍꯥꯏꯕꯁꯤ ꯃꯤꯒ ꯂꯥꯏꯒ ꯁꯝꯅꯔꯤꯉꯩ ꯃꯇꯝꯒꯤ ꯑꯣꯏꯕ ꯌꯥꯝꯅ ꯃꯔꯨ ꯑꯣꯏꯕ ꯑꯃꯁꯨꯡ ꯁꯦꯝꯕꯤꯕ ꯃꯄꯨꯅ ꯄꯤꯕ ꯆꯦꯡ ꯃꯈꯜ ꯑꯃꯅꯤ ꯍꯥꯏꯅ ꯁꯩꯊꯥꯔꯝꯃꯤ꯫ ꯋꯥꯔꯤ ꯑꯗꯨꯗꯤ ꯄꯥꯈꯪꯕꯅ ꯀꯪꯂꯥ ꯐꯝꯕꯥꯜ ꯀꯥꯗ꯭ꯔꯤꯉꯩꯗ ꯄꯣꯏꯔꯩꯇꯣꯟꯒ ꯄꯥꯈꯪꯕꯒ ꯂꯥꯟ ꯁꯣꯛꯅꯈꯤ꯫ ꯂꯥꯟ ꯑꯗꯨ ꯃꯤꯁꯤ ꯃꯤꯅꯥ ꯅꯪꯒꯅꯤ ꯍꯥꯏꯗꯨꯅ ꯃꯈꯣꯏ ꯑꯅꯤ ꯌꯥꯟꯅꯗꯨꯅ ꯃꯨꯛꯅ ꯁꯥꯟꯅꯔꯒ ꯑꯉꯝꯕꯗꯨꯅ ꯂꯥꯟ ꯉꯝꯕ ꯁꯛꯅꯁꯤ ꯍꯥꯏꯅꯈꯤ꯫ ꯌꯥꯅꯕꯗꯨꯒꯤ ꯃꯇꯨꯡ ꯏꯟꯅ ꯃꯈꯣꯏ ꯑꯅꯤ ꯃꯨꯛꯅ ꯁꯥꯟꯅꯈꯤ꯫ ꯃꯨꯛꯅꯥꯗꯨ ꯅꯨꯃꯤꯠ ꯀꯌꯥꯅꯤꯔꯣꯝ ꯆꯥꯗ-ꯊꯛꯇꯅ ꯁꯥꯟꯅꯔꯕ ꯃꯇꯨꯡꯗ ꯄꯥꯈꯪꯕꯅ ꯉꯝꯗꯨꯅ ꯀꯪꯂꯥ ꯐꯝꯕꯥꯜ ꯀꯥꯈꯤ꯫ ꯑꯗꯨꯃꯛꯄꯨ ꯄꯥꯈꯪꯕꯅ ꯄꯣꯏꯔꯩꯇꯣꯟꯕꯨ ꯂꯥꯞꯅ ꯆꯠꯍꯟꯈꯤꯗꯦ꯫ ꯈꯨꯃꯟꯒꯤ ꯅꯤꯡꯊꯧ ꯑꯣꯏꯅ ꯄꯥꯜꯂꯛꯈꯤꯕ ꯄꯣꯏꯔꯩꯇꯣꯟꯕꯨ ꯂꯝꯁꯥꯡ ꯃꯥꯏꯀꯩꯗ ꯂꯩꯍꯟꯈꯤ꯫ ꯍꯥꯏꯔꯤꯕ ꯄꯣꯏꯔꯩꯇꯣꯟ ꯑꯁꯤꯒꯤ ꯃꯆꯟꯅꯨꯄꯤ ꯂꯥꯏꯁꯅꯥꯕꯨ ꯄꯥꯈꯪꯕꯗ ꯊꯥꯖꯈꯤ꯫ ꯆꯍꯤ ꯈꯔꯒꯤ ꯇꯨꯡꯗ ꯃꯕꯨꯡ ꯄꯣꯏꯔꯩꯇꯣꯟꯅ ꯃꯆꯟꯅꯨꯄꯤꯒꯤ ꯀꯣꯅꯨꯡꯗ ꯂꯥꯛꯈꯤ꯫ ꯃꯇꯝꯗꯨꯗ ꯄꯥꯈꯪꯕꯗꯤ ꯀꯣꯅꯨꯡꯗ ꯂꯩꯔꯝꯈꯤꯗꯦ꯫ ꯃꯆꯟꯅꯨꯄꯤꯗ ꯃꯍꯥꯛꯅ ꯈꯨꯗꯣꯜ ꯑꯃ ꯑꯣꯏꯅ ꯆꯦꯡ ꯃꯈꯜ ꯑꯅꯤ ꯄꯤꯔꯝꯈꯤ꯫ ꯆꯦꯡ ꯃꯈꯜ ꯑꯃꯅ ꯑꯃꯨꯕꯅꯤ ꯑꯗꯨꯒ ꯑꯃꯅ ꯑꯉꯧꯕꯅꯤ꯫ ꯃꯆꯟꯅꯨꯄꯤꯅ ꯃꯁꯛ ꯃꯇꯧ ꯆꯪꯈꯣꯟꯕ ꯑꯃꯁꯨꯡ ꯃꯅꯝ ꯅꯨꯡꯁꯤꯕ ꯑꯗꯨꯗ ꯆꯦꯡ ꯃꯈꯜ ꯑꯅꯤ ꯑꯗꯨ ꯀꯝꯗꯧꯅ ꯑꯣꯏꯔꯛꯈꯤꯕꯅꯣ ꯍꯥꯏꯕꯒꯤ ꯋꯥꯔꯤ ꯍꯪꯖꯈꯤ꯫ ꯃꯇꯝꯗꯨꯗ ꯄꯣꯏꯔꯩꯇꯣꯟꯅ ꯃꯍꯥꯛꯀꯤ ꯃꯪꯗ ꯁꯦꯝꯕꯤꯕ ꯃꯄꯨ ꯂꯥꯛꯇꯨꯅ ꯆꯦꯡ ꯑꯅꯤ ꯑꯁꯤꯒꯤ ꯍꯧꯐꯝ ꯇꯥꯛꯂꯝꯕꯅꯤ ꯑꯃꯁꯨꯡ ꯃꯗꯨ ꯃꯍꯥꯛꯅ ꯃꯔꯨ ꯂꯣꯛꯂꯕ ꯇꯨꯡꯗ ꯑꯃꯨꯛ ꯅꯧꯅ ꯁꯟꯗꯣꯛꯅ ꯊꯥꯔꯒ ꯂꯣꯛꯂꯛꯄ ꯐꯧ ꯃꯈꯜ ꯑꯅꯤ ꯑꯗꯨ ꯁꯨꯔꯒ ꯅꯍꯥꯛꯀꯤꯗꯃꯛ ꯈꯨꯗꯣꯜ ꯑꯣꯏꯅ ꯄꯨꯔꯛꯄꯅꯤ ꯍꯥꯏꯅ ꯍꯥꯏꯔꯝꯈꯤ꯫ ꯃꯕꯨꯡ ꯍꯟꯈ꯭ꯔꯕ ꯇꯨꯡꯗ ꯄꯥꯈꯪꯕ ꯀꯣꯅꯨꯡꯗ ꯍꯜꯂꯛꯈꯤ꯫ ꯃꯍꯥꯛꯅ ꯍꯜꯂꯛꯄꯗ ꯑꯃꯨꯕ ꯆꯦꯡꯗꯨ ꯂꯥꯏꯁꯅꯥꯅ ꯊꯣꯡꯂꯒ ꯄꯤꯖꯈꯤ꯫ ꯃꯇꯝꯗꯨꯗ ꯄꯥꯈꯪꯕꯅ ꯆꯦꯡ ꯑꯗꯨ ꯀꯗꯥꯏꯗꯒꯤꯅꯣ ꯀꯔꯤ ꯃꯃꯤꯡ ꯀꯧꯏ ꯍꯥꯏꯅ ꯍꯪꯈꯤ꯫ ꯂꯥꯏꯁꯅꯥꯅ ꯃꯕꯨꯡꯅ ꯄꯤꯔꯝꯕ ꯆꯦꯡꯅꯤ, ꯃꯃꯤꯡ ꯊꯣꯜꯂꯤ ꯍꯥꯏꯔꯝꯗꯦ ꯍꯥꯏꯅ ꯄꯥꯎꯈꯨꯝ ꯄꯤꯔꯝꯃꯤ꯫ ꯅꯨꯃꯤꯗꯥꯡꯒꯤ ꯃꯇꯝꯗ ꯄꯥꯈꯪꯕꯅ ꯇꯨꯝꯊꯒꯦ ꯍꯥꯏꯗꯨꯅ ꯐꯃꯨꯡꯗ ꯍꯤꯞꯄꯗ ꯃꯣꯟ ꯃꯈꯥꯗꯒꯤ ꯅꯨꯡꯁꯤꯕ ꯃꯅꯝ ꯑꯃ ꯐꯥꯎꯒꯠꯂꯛꯈꯤ꯫ ꯍꯥꯏꯔꯤꯕ ꯃꯅꯝ ꯑꯗꯨ ꯀꯔꯤꯅꯣ ꯍꯥꯏꯅ ꯃꯣꯟ ꯃꯈꯥꯗ ꯌꯦꯡꯂꯨꯕꯗ ꯆꯦꯡ ꯈꯔ ꯂꯩꯔꯝꯕ ꯊꯦꯡꯅꯈꯤ꯫ ꯆꯦꯡ ꯑꯗꯨ ꯀꯗꯥꯏꯗꯒꯤꯅꯣ ꯀꯅꯥꯅꯥ ꯄꯨꯔꯛꯄꯅꯣ ꯍꯥꯏꯅ ꯍꯪꯕꯗ ꯃꯕꯨꯡꯅ ꯄꯤꯔꯝꯕꯗꯨ ꯆꯦꯡ ꯃꯈꯜ ꯑꯅꯤꯅꯤ ꯍꯥꯏꯅ ꯄꯥꯎꯈꯨꯝꯂꯛꯈꯤ꯫ ꯃꯗꯨꯗꯒꯤ ꯄꯥꯈꯪꯕꯅ ꯑꯃꯨꯕ ꯆꯦꯡ ꯃꯈꯜ ꯑꯗꯨꯅ ꯆꯥꯛꯍꯥꯎ ꯄꯣꯏꯔꯩꯇꯣꯟ ꯑꯃꯁꯨꯡ ꯑꯉꯧꯕ ꯆꯦꯡ ꯑꯗꯨꯕꯨꯅ ꯆꯥꯛꯍꯥꯎ ꯃꯣꯟꯈꯥꯡ ꯍꯥꯏꯅ ꯃꯃꯤꯡ ꯊꯣꯟꯈꯤꯕꯅꯤ ꯍꯥꯏꯕꯁꯤꯅꯤ꯫ ꯅꯤꯡꯁꯤꯡꯕ ꯊꯣꯛꯇ꯭ꯔꯕ ꯃꯇꯝꯗꯒꯤ ꯍꯧꯅ ꯃꯅꯤꯄꯨꯔꯗ ꯆꯥꯛꯍꯥꯎ ꯃꯈꯜ ꯑꯅꯤ ꯑꯁꯤ ꯑꯀꯛꯅꯕ ꯂꯧꯃꯤ ꯈꯔꯅ ꯌꯥꯝꯅ ꯇꯥꯡꯅ ꯊꯥꯔꯝꯃꯤ꯫ ꯑꯗꯨꯕꯨ ꯍꯥꯏꯔꯤꯕ ꯆꯦꯡ ꯃꯈꯜ ꯑꯅꯤ ꯑꯁꯤ ꯑꯗꯨꯛꯀꯤ ꯃꯇꯤꯛ ꯃꯌꯥꯏ ꯆꯦꯟꯈ꯭ꯔꯦ꯫ ꯏꯆꯝ ꯆꯝꯕ ꯃꯤꯑꯣꯏꯅ ꯃꯁꯤꯕꯨ ꯍꯦꯛꯇ ꯆꯥꯅꯔꯝꯗꯦ꯫ ꯂꯥꯏ-ꯇꯤꯟꯒꯤ ꯊꯕꯛ ꯊꯧꯔꯝꯁꯤꯡꯗ ꯅꯠꯇ꯭ꯔꯒ ꯂꯥꯏꯗ ꯂꯨꯛ ꯀꯠꯂꯕ ꯇꯨꯡꯗ ꯃꯌꯥꯝꯅ ꯐꯪꯅꯔꯝꯃꯤ꯫ ꯑꯇꯩ ꯃꯈꯜꯒꯤ ꯆꯦꯡꯁꯤꯡꯗꯒꯤ ꯃꯥꯅꯥ ꯃꯃꯜ ꯇꯥꯡꯕꯁꯨ ꯍꯦꯜꯂꯤ ꯑꯗꯨꯒ ꯃꯇꯤꯛ ꯃꯌꯥꯏꯁꯨ ꯀꯥ ꯍꯦꯟꯅ ꯍꯦꯜꯂꯤ꯫ ꯃꯤꯑꯣꯏꯕ ꯈꯨꯟꯅꯥꯏꯅ ꯆꯥꯎꯈꯠꯂꯛꯄꯒꯤ ꯃꯇꯨꯡ ꯏꯟꯅ ꯄꯣꯏꯔꯩꯇꯣꯟꯒꯤ ꯆꯥꯛꯍꯥꯎ ꯑꯁꯤꯒꯤ ꯅ꯭ꯌꯨꯇ꯭ꯔꯦꯟꯠ ꯚꯦꯂꯨ ꯌꯦꯡꯂꯨꯕꯗ ꯑꯣꯛꯁꯤꯗꯦꯁꯟꯒꯤ ꯆꯥꯡ ꯌꯥꯝꯅ ꯋꯥꯡꯏ ꯑꯃꯁꯨꯡ ꯂꯥꯏꯅ ꯇꯤꯟꯅ ꯀꯌꯥ ꯀꯣꯛꯍꯟꯕ ꯉꯝꯕ ꯃꯆꯥꯛ ꯌꯥꯎꯏ ꯍꯥꯏꯕ ꯈꯪꯕ ꯉꯝꯈꯤ꯫ ꯌꯥꯝꯅ ꯌꯥꯝꯕ ꯆꯥꯡ ꯅꯠꯇꯕ ꯈꯔ ꯈꯔ ꯑꯣꯏꯔꯒꯁꯨ ꯗꯥꯏꯕꯦꯇꯤꯁ ꯇꯧꯕ ꯃꯤꯅꯁꯨ ꯑꯗꯨꯝ ꯆꯥꯕꯗ ꯀꯥꯟꯅꯩ ꯍꯥꯏꯅ ꯂꯧꯅꯩ꯫